ꯏꯅꯔꯖꯤ ꯀꯟꯖꯔꯕꯦꯁꯟ ꯇꯧꯅꯕ ꯁ꯭ꯇꯔꯦꯇꯦꯖꯤ ꯈꯔꯥ ꯀꯔꯤꯅꯣ? ꯑꯦꯅꯔꯖꯤ-ꯏꯐꯤꯁꯤꯑꯦꯟꯠ ꯑꯦꯄ꯭ꯂꯥꯏꯑꯦꯟꯁꯁꯤꯡ ꯁꯤꯖꯤꯟꯅꯧ: ꯑꯔꯤꯕꯥ ꯑꯦꯞꯂꯥꯏꯑꯦꯟꯁꯁꯤꯡ ꯑꯗꯨ ꯄꯥꯋꯔ ꯍꯟꯊꯅꯥ ꯁꯤꯖꯤꯟꯅꯕꯥ ꯑꯦꯅꯔꯖꯤ-ꯏꯐꯤꯁꯤꯑꯦꯟꯠ ꯃꯣꯗꯦꯜꯁꯤꯡꯅ ꯃꯍꯨꯠ ꯁꯤꯜꯂꯨ꯫ ꯂꯥꯏꯠꯁꯤꯡ ꯍꯣꯡꯗꯣꯛꯄ: ꯕꯜꯕꯁꯤꯡ ꯁꯤꯖꯤꯟꯅꯧ ꯃꯔꯝꯗꯤ ꯃꯈꯣꯏꯅ ꯏꯟꯀꯦꯟꯗꯦꯁꯟ ꯅꯠꯇꯔꯒ ꯐ꯭ꯂꯨꯑꯣꯔꯁꯦꯟꯇ ꯂꯥꯏꯇꯁꯤꯡꯗꯒꯤ ꯌꯥꯝꯅꯥ ꯍꯟꯊꯅꯥ ꯃꯩ ꯁꯤꯖꯤꯟꯅꯩ꯫ ꯏꯂꯦꯛꯇꯔꯣꯅꯤꯛꯁ ꯑꯅꯄ꯭ꯂꯒ ꯇꯧꯕꯥ: ꯁꯤꯖꯤꯟꯅꯗ꯭ꯔꯤꯉꯩꯗꯥ ꯏꯂꯦꯛꯠꯔꯣꯅꯤꯛ ꯗꯤꯚꯥꯏꯁꯁꯤꯡ ꯑꯃꯁꯨꯡ ꯆꯥꯔꯖꯔꯁꯤꯡ ꯂꯧꯊꯣꯛꯎ, ꯃꯔꯝꯗꯤ ꯃꯈꯣꯏꯅ ꯑꯣꯐ ꯇꯧꯔꯛꯄꯥ ꯃꯇꯝꯗꯁꯨ ꯁ꯭ꯇꯦꯟꯗꯕꯥꯏ ꯄꯥꯋꯔ ꯀꯟꯖꯨꯝ ꯇꯧꯏ꯫ ꯅꯍꯥꯛꯀꯤ ꯌꯨꯝ ꯑꯗꯨ ꯏꯟꯁꯨꯂꯦꯠ ꯇꯧ: ꯅꯍꯥꯛꯀꯤ ꯌꯨꯝ ꯑꯗꯨ ꯏꯅꯁꯨꯂꯦꯠ ꯇꯧꯕꯅꯥ ꯀꯟꯗꯤꯁꯟ ꯂꯩꯕꯥ ꯅꯨꯡꯁꯤꯠ ꯃꯥꯡꯍꯟꯅꯕꯥ ꯊꯤꯡꯗꯨꯅꯥ ꯍꯤꯇꯤꯡ ꯑꯃꯁꯨꯡ ꯀꯨꯂꯤꯡꯒꯤ ꯃꯃꯜ ꯍꯟꯊꯍꯅꯕꯥ ꯉꯝꯃꯤ꯫ ꯀꯟꯇꯔꯣꯜ ꯊꯥꯔꯃꯣꯁ꯭ꯇꯦꯠ: ꯅꯍꯥꯛꯀꯤ ꯊꯥꯔꯃꯣꯁ꯭ꯇꯦꯠ ꯑꯗꯨ ꯃꯔꯝ ꯆꯥꯕꯥ ꯇꯦꯝꯄꯦꯔꯦꯆꯔꯗꯥ ꯁꯦꯠ ꯇꯧ, ꯑꯃꯁꯨꯡ ꯅꯍꯥꯛꯅꯥ ꯌꯨꯝꯗꯥ ꯂꯩꯇꯕꯥ ꯃꯇꯝꯗꯥ ꯍꯤꯠ ꯅꯠꯇꯔꯒꯥ ꯀꯨꯂꯤꯡ ꯊꯤꯡꯅꯕ ꯄ꯭ꯔꯣꯒ꯭ꯔꯥꯝ ꯇꯧꯕꯥ ꯌꯥꯕ ꯊꯥꯔꯃꯣꯁ꯭ꯇꯦꯠ ꯑꯃ ꯁꯤꯖꯤꯟꯅꯧ꯫ ꯏꯁꯤꯡ ꯇꯨꯡꯁꯤꯟꯕ ꯍꯟꯊꯍꯟꯕ: ꯅꯍꯥꯛꯀꯤ ꯋꯥꯇꯔ ꯍꯤꯇꯔꯒꯤ ꯇꯦꯝꯄꯦꯔꯦꯆꯔ ꯍꯟꯊꯍꯟꯕ, ꯑꯃꯁꯨꯡ ꯏꯁꯤꯡ ꯇꯨꯡꯁꯤꯟꯕꯒꯤ ꯃꯍꯨꯠꯇ ꯑꯇꯦꯟꯕ ꯏꯁꯤꯡ ꯇꯨꯡꯁꯤꯟꯕꯥ꯫ ꯃꯤꯌꯥꯝꯒꯤ ꯆꯠꯊꯣꯛ-ꯆꯠꯁꯤꯟ ꯁꯤꯖꯤꯟꯅꯧ: ꯃꯤꯌꯥꯝꯒꯤ ꯆꯠꯊꯣꯛ-ꯆꯠꯁꯤꯟ, ꯀꯥꯔꯄꯨꯜ, ꯕꯥꯏꯛ ꯅꯠꯇꯔꯒ ꯈꯣꯡꯅ ꯆꯠꯄꯒꯤ ꯃꯍꯨꯠꯇ ꯃꯁꯥ ꯃꯊꯟꯇ ꯆꯦꯟꯕꯥ ꯁꯤꯖꯤꯟꯅꯧ꯫ ꯃꯁꯤꯅ ꯏꯃꯤꯁꯟ ꯍꯟꯊꯍꯜꯂꯤ ꯑꯃꯁꯨꯡ ꯐ꯭ꯌꯨꯑꯦꯜ ꯀꯟꯕ ꯉꯝꯃꯤ꯫ ꯎ ꯄꯥꯝꯕꯤ ꯊꯥꯕ: ꯅꯨꯃꯤꯠꯀꯤ ꯃꯉꯥꯜ ꯊꯤꯡꯅꯕ ꯎ ꯄꯥꯝꯕꯤ ꯊꯥꯕ ꯅꯠꯇꯔꯒ ꯁꯦꯡꯗꯣꯛꯅꯕꯥ ꯈꯨꯠꯂꯥꯏꯁꯤꯡ ꯊꯝꯕ, ꯃꯔꯝꯗꯤ ꯃꯁꯤꯅꯥ ꯑꯦꯌꯔ ꯀꯟꯗꯤꯁꯟꯒꯤ ꯃꯊꯧ ꯇꯥꯕ ꯍꯟꯊꯍꯟꯕꯥ ꯉꯝꯒꯅꯤ꯫ ꯍꯟꯊꯍꯟꯕ, ꯑꯃꯨꯛ ꯍꯟꯅꯥ ꯁꯤꯖꯤꯟꯅꯕꯥ, ꯑꯃꯨꯛ ꯍꯟꯅꯥ ꯁꯤꯖꯤꯟꯅꯕꯥ: ꯄꯣꯠꯂꯝꯁꯤꯡ ꯄꯨꯊꯣꯛꯄꯥ ꯑꯃꯁꯨꯡ ꯊꯥꯗꯣꯛꯄꯗꯥ ꯏꯅꯔꯖꯤ ꯁꯤꯖꯤꯟꯅꯕꯥ ꯍꯟꯊꯍꯟꯅꯕꯥ ꯄꯣꯠꯂꯝꯁꯤꯡ ꯁꯤꯖꯤꯟꯅꯕꯥ ꯍꯟꯊꯍꯟꯕꯥ, ꯄꯣꯠꯂꯝꯁꯤꯡ ꯑꯃꯨꯛ ꯍꯟꯅꯥ ꯁꯤꯖꯤꯟꯅꯕꯥ, ꯑꯃꯁꯨꯡ ꯃꯆꯥꯛꯁꯤꯡ ꯑꯃꯨꯛ ꯍꯟꯅꯥ ꯁꯤꯖꯤꯟꯅꯕꯥ ꯍꯟꯊꯍꯅꯕꯥ꯫ ꯔꯤꯅ꯭ꯌꯨꯑꯦꯕꯜ ꯏꯅꯔꯖꯤ ꯄ꯭ꯔꯃꯣꯠ ꯇꯧꯕꯥ: ꯁꯣꯂꯥꯔ, ꯅꯨꯡꯁꯤꯠ, ꯑꯃꯁꯨꯡ ꯍꯥꯏꯗ꯭ꯔꯣꯄꯥꯋꯔꯒꯨꯝꯕꯥ ꯔꯤꯅ꯭ꯌꯨꯑꯦꯕꯜ ꯏꯅꯔꯖꯤꯒꯤ ꯁꯣꯔꯁꯁꯤꯡꯗꯥ ꯃꯇꯦꯡ ꯄꯥꯡꯕꯥ, ꯃꯈꯣꯏꯅꯥ ꯃꯩ ꯊꯥꯗꯣꯛꯄꯥ ꯌꯥꯝꯅꯥ ꯅꯦꯝꯅꯥ ꯅꯠꯇꯔꯒ ꯑꯃꯠꯇ ꯌꯥꯎꯗꯅ ꯃꯩ ꯄꯨꯊꯣꯛꯏ꯫ ꯁ꯭ꯇꯔꯥꯇꯦꯖꯤꯁꯤꯡ ꯑꯁꯤ ꯏꯝꯄꯂꯤꯃꯦꯟꯠ ꯇꯧꯕꯅꯥ ꯅꯍꯥꯛꯀꯤ ꯏꯅꯔꯖꯤ ꯁꯤꯖꯤꯟꯅꯕꯥ ꯍꯟꯊꯍꯅꯕꯥ ꯉꯝꯒꯅꯤ, ꯌꯨꯇꯤꯂꯤꯇꯤ ꯕꯤꯂꯁꯤꯡꯗꯥ ꯁꯦꯜ ꯀꯅꯕꯥ ꯉꯝꯒꯅꯤ ꯑꯃꯁꯨꯡ ꯑꯀꯣꯏꯕꯒꯤ ꯐꯤꯕꯝ ꯉꯥꯛ-ꯁꯦꯅꯕꯗꯥ ꯃꯇꯦꯡ ꯄꯥꯡꯒꯅꯤ꯫ ꯁ꯭ꯄꯦꯟꯒꯤꯊꯋꯥꯏ ꯌꯥꯎꯕꯥ ꯔꯥꯖꯙꯥꯅꯤ ꯃꯦꯗ꯭ꯔꯤꯗ ꯑꯁꯤ ꯏꯅꯥꯛ ꯈꯨꯜꯂꯕ ꯄꯨꯋꯥꯔꯤ, ꯐꯖꯔꯕꯥ ꯑꯥꯔꯀꯤꯇꯦꯛꯆꯔ ꯑꯃꯁꯨꯡ ꯊꯋꯥꯏ ꯌꯥꯎꯕꯥ ꯀꯜꯆꯔꯅꯥ ꯊꯜꯂꯕꯥ ꯁꯍꯔ ꯑꯃꯅꯤ꯫ ꯃꯁꯤꯒꯤ ꯀꯂꯥ, ꯆꯥꯅꯕ, ꯑꯃꯁꯨꯡ ꯅꯨꯃꯤꯗꯥꯡꯒꯤ ꯄꯨꯟꯁꯤꯒꯤꯗꯃꯛ ꯈꯪꯅꯔꯕꯥ꯫ ꯍꯥꯏꯕꯥ ꯋꯥꯔꯤ ꯑꯁꯤ ꯋꯥꯍꯩ ꯑꯅꯤꯗ ꯁꯟꯗꯣꯛꯅ ꯇꯥꯛꯄꯤꯌꯨ꯫ ꯊ꯭ꯔꯤ ꯂꯤꯇꯜ ꯄꯤꯒꯁ ꯑꯁꯤ ꯁꯥꯒꯤ ꯌꯨꯝ ꯁꯥꯖꯕ ꯎꯆꯦꯛ ꯑꯍꯨꯝꯒꯤ ꯃꯇꯥꯡꯗꯥ ꯀ꯭ꯂꯥꯁꯤꯛ ꯑꯣꯏꯕ ꯐꯣꯜꯛꯇꯦꯜ ꯑꯃꯅꯤ, ꯑꯃꯅ ꯂꯧꯕꯨꯛꯇ, ꯑꯃꯁꯨꯡ ꯑꯃꯅꯥ ꯏꯔꯤꯒꯦꯁꯟꯗꯒꯤ꯫ ꯑꯆꯧꯕꯥ ꯐꯠꯇꯕ ꯃꯤꯁꯛ ꯑꯃꯅ ꯂꯥꯛꯇꯨꯅꯥ ꯑꯍꯥꯟꯕꯥ ꯌꯨꯝ ꯑꯅꯤꯗꯨ ꯐꯨꯝꯖꯤꯜꯂꯤ, ꯑꯗꯨꯕꯨ ꯃꯍꯥꯛꯅ ꯏꯔꯤꯒꯦꯁꯟꯒꯤ ꯌꯨꯝ ꯑꯗꯨ ꯃꯥꯡꯍꯟꯕꯥ ꯉꯝꯗꯦ, ꯀꯟꯅ ꯍꯣꯠꯅꯕ ꯑꯃꯁꯨꯡ ꯂꯦꯞꯄꯥ ꯂꯩꯇꯅꯥ ꯍꯣꯠꯅꯕꯅꯥ ꯑꯔꯣꯏꯕꯗꯥ ꯃꯍꯩ ꯌꯥꯜꯂꯤ ꯍꯥꯏꯕꯥ ꯃꯣꯔꯦꯜ ꯑꯗꯨ ꯇꯝꯕꯤ꯫ ꯃꯈꯥꯒꯤ ꯋꯥꯍꯩ ꯑꯁꯤ ꯀ꯭ꯂꯥꯁꯤꯐꯥꯏ ꯇꯧꯕꯤꯌꯨ: "ꯅꯨꯃꯤꯠ ꯑꯁꯤ ꯃꯉꯥꯜ ꯌꯥꯝꯅꯥ ꯆꯦꯜꯂꯤ꯫" "ꯅꯨꯃꯤꯠ ꯃꯉꯥꯜ ꯌꯥꯝꯅꯥ ꯆꯦꯜꯂꯤ" ꯍꯥꯏꯕ ꯋꯥꯍꯩ ꯑꯁꯤ ꯗꯤꯀꯂꯥꯔꯦꯇꯤꯕ ꯋꯥꯍꯩꯅꯤ꯫ ꯃꯁꯤꯅ ꯋꯥꯐꯝ ꯑꯃ ꯐꯣꯡꯗꯣꯛꯏ ꯑꯃꯁꯨꯡ ꯍꯤꯔꯝ ꯑꯗꯨꯒꯤ ꯃꯇꯨꯡꯗꯥ, ꯅꯨꯃꯤꯠ, ꯑꯃꯁꯨꯡ ꯃꯁꯤꯅꯥ ꯃꯉꯥꯜ ꯄꯤꯕꯒꯤ ꯃꯑꯣꯡ ꯃꯇꯧꯒꯤ ꯃꯇꯥꯡꯗꯥ ꯏꯅꯐꯣꯔꯃꯦꯁꯟ ꯄꯤꯔꯤ, ꯃꯌꯦꯛ ꯁꯦꯡꯅꯥ꯫ ꯃꯈꯥꯗꯥ ꯄꯤꯔꯤꯕꯥ ꯋꯥꯐꯝ ꯑꯁꯤ ꯄꯣꯂꯤꯁꯤ-ꯐꯥꯏ ꯇꯧꯕꯥ꯫ ꯏꯝꯄ꯭ꯂꯣꯌꯤꯁꯤꯡꯅ ꯗ꯭ꯌꯨꯇꯤ ꯇꯧꯕ ꯃꯇꯝꯗꯥ ꯁꯦꯡꯅꯥ ꯑꯃꯁꯨꯡ ꯄ꯭ꯔꯦꯁ ꯇꯧꯔꯕꯥ ꯌꯨꯅꯤꯐꯣ꯭ꯔꯝꯁꯤꯡ ꯁꯤꯖꯤꯟꯉꯗꯕꯅꯤ꯫ ꯏꯝꯄ꯭ꯂ‌ꯣꯌꯤ ꯌꯨꯅꯤꯐꯣ꯭ꯔꯝ ꯄꯣꯂꯤꯁꯤ: ꯏꯝꯄ꯭ꯂꯣꯌꯤ ꯄꯨꯝꯅꯃꯛꯅꯥ ꯗ꯭ꯌꯨꯇꯤ ꯇꯧꯕꯥ ꯃꯇꯝꯗꯥ ꯁꯦꯡꯅꯥ ꯑꯃꯁꯨꯡ ꯌꯥꯝꯅꯥ ꯐꯖꯅꯥ ꯄ꯭ꯔꯦꯁ ꯇꯧꯔꯕꯥ ꯌꯨꯅꯤꯐꯣ꯭ꯔꯝ ꯁꯤꯖꯤꯟꯉꯗꯕꯅꯤ꯫ ꯃꯁꯤꯅꯥ ꯑꯩꯈꯣꯏꯒꯤ ꯑꯣꯔꯒꯅꯥꯏꯖꯦꯁꯟ ꯑꯁꯤꯅꯥ ꯄ꯭ꯔꯣꯐꯦꯁ꯭ꯅꯦꯜ ꯑꯣꯏꯕꯥ ꯃꯑꯣꯡ ꯑꯃ ꯉꯥꯛꯇꯨꯅ ꯊꯝꯂꯤ ꯑꯃꯁꯨꯡ ꯑꯩꯈꯣꯏꯒꯤ ꯀ꯭ꯂꯥꯏꯟꯠꯁꯤꯡ ꯑꯃꯁꯨꯡ ꯀꯁ꯭ꯇꯃꯔꯁꯤꯡꯗꯥ ꯄꯣꯖꯤꯇꯤꯕ ꯑꯣꯏꯕꯥ ꯏꯃꯦꯖ ꯑꯃ ꯄꯤꯔꯤ꯫ ꯌꯨꯅꯤꯐ꯭ꯣꯔꯝꯁꯤꯡ ꯑꯁꯤ ꯃꯩꯈꯨ ꯆꯦꯟꯗꯕ, ꯃꯤꯠ ꯎꯗꯕ ꯅꯠꯇꯔꯒ ꯌꯥꯝꯅ ꯂꯨꯕꯥ ꯑꯣꯏꯒꯗꯕꯅꯤ꯫ ꯄꯣꯂꯤꯁꯤ ꯑꯁꯤ ꯉꯥꯛꯅ ꯆꯠꯄ ꯉꯝꯗꯕꯅ ꯗꯤꯁꯤꯞꯂꯤꯅꯔꯤ ꯑꯦꯛꯁꯟ ꯂꯧꯈꯠꯄꯥ ꯌꯥꯏ꯫